ꯃꯈꯣꯏꯒꯤ ꯄꯥꯎꯈꯨꯝꯗ ꯌꯥꯅꯤꯡꯗꯕ ꯐꯣꯡꯗꯣꯛꯂꯗꯨꯅꯥ ꯅꯍꯥꯛꯀꯤ ꯄ꯭ꯔꯣꯐꯦꯁꯔꯗ ꯏꯃꯦꯁ ꯑꯃ ꯁꯦꯝꯃꯨ ꯑꯃꯁꯨꯡ ꯅꯍꯥꯛꯀꯤ ꯋꯥꯈꯜꯂꯣꯟ ꯑꯗꯨ ꯀꯔꯤꯒꯤꯗꯃꯛꯇꯥ ꯆꯨꯝꯃꯤ ꯍꯥꯏꯅ ꯈꯜꯂꯤꯕꯅꯣ ꯍꯥꯏꯕꯗꯨ ꯑꯥꯔꯇꯤꯀꯨꯂꯦꯁꯟ ꯇꯧ꯫ ꯍꯤꯔꯝ: ꯄ꯭ꯔꯣꯐꯦꯁꯔꯒꯤ ꯄꯥꯎꯈꯨꯝꯒ ꯌꯥꯅꯕ ꯌꯥꯗꯕ ꯅꯨꯡꯁꯤꯖꯔꯕꯥ ꯄ꯭ꯔꯣꯐꯦꯁꯔ, ꯑꯩꯒꯤ ꯋꯥꯍꯪ ꯑꯁꯤꯒꯤ ꯑꯔꯣꯏꯕꯥ ꯄꯥꯎꯈꯨꯝꯗ ꯑꯩꯒꯤ ꯌꯥꯅꯤꯡꯗꯕꯥ ꯐꯣꯡꯗꯣꯛꯄ ꯄꯥꯝꯃꯤ꯫ ꯍꯤꯔꯝ: ꯄ꯭ꯔꯣꯐꯦꯁꯔꯒꯤ ꯄꯥꯎꯈꯨꯝꯒ ꯌꯥꯅꯕ ꯄꯨꯔꯛꯄꯥ ꯅꯨꯡꯁꯤꯖꯔꯕꯥ ꯄ꯭ꯔꯣꯐꯦꯁꯔ, ꯏꯃꯦꯁ ꯑꯁꯤꯅ ꯑꯗꯣꯝꯕꯨ ꯐꯖꯅꯥ ꯐꯪꯒꯅꯤ ꯍꯥꯏꯅ ꯑꯩꯅꯥꯊꯥꯖꯩ꯫ ꯑꯩꯍꯥꯛꯅ ꯍꯧꯗꯣꯛꯆꯔꯤ ꯃꯗꯨꯗꯤ ꯑꯩꯍꯥꯛꯀꯤ ꯋꯥꯍꯪ ꯑꯁꯤꯒꯤ ꯄꯥꯎꯈꯨꯝ ꯄꯤꯕꯤꯕꯒꯤꯗꯃꯛ ꯃꯇꯝ ꯀꯥꯏꯊꯣꯛꯄꯤꯕꯒꯤꯗꯃꯛ ꯊꯥꯒꯠꯄꯥ ꯐꯣꯡꯗꯣꯛꯆꯔꯤ꯫ ꯑꯗꯨꯕꯨ ꯑꯩꯍꯥꯛꯅ ꯑꯗꯣꯝꯒꯤ ꯑꯔꯣꯏꯕꯥ ꯄꯥꯎꯈꯨꯝ ꯑꯗꯨꯗꯥ ꯑꯩꯍꯥꯛꯀꯤ ꯌꯥꯅꯤꯡꯗꯕꯥ ꯐꯣꯡꯗꯣꯛꯄꯥ ꯄꯥꯝꯈꯤ ꯑꯃꯁꯨꯡ ꯀꯔꯤꯒꯤꯗꯃꯛꯇꯥ ꯑꯩꯍꯥꯛꯅ ꯇꯣꯉꯥꯟꯕ ꯋꯥꯈꯜꯂꯣꯟ ꯑꯃ ꯊꯝꯂꯤꯕꯅꯣ ꯍꯥꯏꯕꯗꯨ ꯐꯣꯡꯗꯣꯛꯄ ꯄꯥꯝꯈꯤ꯫ ꯑꯩꯒꯤ ꯋꯥꯈꯜꯂꯣꯟꯗ ꯀꯣꯔꯁꯀꯤ ꯃꯆꯥꯛꯁꯤꯡꯗ ꯄꯤꯔꯤꯕ ꯄ꯭ꯔꯃꯥꯟ ꯑꯃꯁꯨꯡ ꯏꯟꯐꯣꯔꯃꯦꯁꯟ ꯑꯗꯨꯒ ꯂꯣꯏꯅꯅꯥ ꯑꯩꯒꯤ ꯏꯁꯥꯒꯤ ꯔꯤꯁꯔꯆꯅꯥ ꯇꯣꯉꯥꯟꯕ ꯋꯥꯔꯦꯞ ꯑꯃ ꯂꯧꯕꯗ ꯃꯇꯦꯡ ꯄꯥꯡꯏ꯫ ꯑꯩꯍꯥꯛꯅ ꯊꯥꯖꯩ ꯃꯗꯨꯗꯤ ꯑꯩꯍꯥꯛꯀꯤ ꯏꯟꯇꯔꯄꯔꯤꯇꯦꯁꯟ ꯑꯁꯤ ꯆꯨꯝꯃꯤ ꯃꯔꯝꯗꯤ ꯃꯁꯤ ꯊꯥꯖꯕ ꯌꯥꯕ ꯁꯣꯔꯁꯁꯤꯡ ꯑꯃꯁꯨꯡ ꯍꯤꯔꯝ ꯑꯁꯤꯒꯤ ꯃꯇꯥꯡꯗ ꯃꯄꯨꯡ ꯐꯥꯅꯥ ꯑꯦꯅꯥꯂꯥꯏꯁꯤꯁ ꯇꯧꯕꯗ ꯌꯨꯝꯐꯝ ꯑꯣꯏꯕꯅꯤ꯫ ꯃꯁꯤꯒꯤ ꯃꯇꯥꯡꯗ ꯑꯗꯣꯝꯒꯥ ꯃꯈꯥ ꯇꯥꯅ ꯈꯟꯅꯅꯕꯥ ꯑꯃꯁꯨꯡ ꯑꯩꯒꯤ ꯃꯤꯠꯌꯦꯡꯗꯥ ꯑꯗꯣꯝꯒꯤ ꯋꯥꯈꯜꯂꯣꯟꯁꯤꯡ ꯇꯥꯕ ꯐꯪꯖꯕꯥ ꯑꯁꯤ ꯑꯩꯍꯥꯛꯅ ꯊꯥꯒꯠꯄ ꯐꯣꯡꯗꯣꯛꯆꯔꯤ꯫ ꯑꯩꯍꯥꯛꯅ ꯑꯗꯣꯝꯒꯤ ꯑꯦꯛꯁꯄꯔꯇꯁꯤꯡꯕꯨ ꯃꯝꯜ ꯌꯥꯝꯅ ꯊꯝꯂꯤ ꯑꯃꯁꯨꯡ ꯃꯇꯝ ꯄꯨꯝꯅꯃꯛꯇꯥ ꯍꯤꯔꯝ ꯑꯁꯤꯒꯤ ꯃꯇꯥꯡꯗ ꯍꯦꯟꯅꯥ ꯈꯪꯕ ꯑꯃꯁꯨꯡ ꯈꯪꯅꯤꯡꯏ꯫ ꯑꯗꯣꯝꯒꯤ ꯃꯇꯝ ꯑꯃꯁꯨꯡ ꯋꯥꯈꯜ ꯈꯟꯕꯒꯤꯗꯃꯛ ꯊꯥꯒꯠꯆꯔꯤ꯫ ꯌꯥꯏꯐ-ꯄꯥꯎꯖꯦꯜ ꯄꯤꯖꯔꯤ, ꯅꯍꯥꯛꯀꯤ ꯃꯤꯡ꯫ ꯃꯈꯥꯗ ꯄꯤꯔꯤꯕ ꯅꯣꯡꯃꯒꯤ ꯑꯣꯏꯕ ꯋꯥꯍꯩꯁꯤꯡ ꯑꯁꯤ ꯀꯦꯇꯦꯒꯣꯔꯤꯒꯤ ꯃꯇꯨꯡ ꯏꯟꯅꯥ ꯀ꯭ꯂꯥꯁꯤꯐꯥꯏ ꯇꯧꯕꯤꯌꯨ: ꯑꯦꯅꯤꯃꯦꯠ ꯑꯃꯁꯨꯡ ꯏꯂꯤꯃꯤꯅꯤꯃꯦꯠ꯫ ꯅꯣꯡꯃꯥꯏꯖꯤꯡ: ꯀꯂꯝ, ꯆꯦꯌꯥꯔ꯫ 'ꯄꯦꯟ' ꯍꯥꯏꯕ ꯋꯥꯍꯩ ꯑꯁꯤ ꯍꯤꯡꯗꯕꯥ ꯄꯣꯠꯁꯛ ꯑꯃꯅꯤ ꯍꯥꯏꯕꯁꯤꯅ ꯍꯤꯡꯗꯦ, ꯑꯗꯨꯒ 'ꯆꯦꯌꯥꯔ' ꯍꯥꯏꯕꯁꯤꯁꯨ ꯍꯤꯡꯗꯕꯥ ꯃꯔꯝꯅ ꯍꯤꯡꯗꯦ꯫ ꯀ꯭ꯂꯥꯁꯤꯐꯤꯀꯦꯁꯟ: ꯑꯦꯅꯤꯃꯦꯠ: ꯑꯃꯠꯇꯥ ꯂꯩꯇꯦ ꯏꯂꯤꯃꯤꯅꯤꯃꯦꯠ: ꯄꯦꯟ, ꯆꯦꯌꯥꯔ꯫ ꯃꯈꯥꯗ ꯄꯤꯔꯤꯕ ꯇꯦꯛꯁ ꯑꯁꯤ ꯒ꯭ꯔꯥꯃꯦꯇꯤꯛ ꯑꯣꯏꯅ ꯑꯆꯨꯝꯕ ꯅꯠꯇꯔꯒ ꯑꯔꯥꯟꯕ ꯍꯥꯏꯅ ꯀ꯭ꯂꯥꯁꯤꯐꯥꯏ ꯇꯧ꯫ ꯁꯤꯅꯦꯃꯥꯗ ꯌꯥꯝꯅ ꯅꯨꯡꯉꯥꯏꯕ ꯋꯥꯐꯝ ꯑꯃ ꯑꯣꯏꯈꯤ꯫ ꯒ꯭ꯔꯥꯃꯦꯇꯤꯛ ꯑꯣꯏꯅ ꯑꯆꯨꯝꯕ) ꯑꯄꯤꯕ ꯍꯤꯔꯝ ꯑꯗꯨꯒꯤꯗꯃꯛ ꯃꯤꯑꯣꯏ ꯑꯅꯤꯒꯤ ꯃꯔꯛꯇ ꯃꯔꯝ ꯆꯥꯕ ꯋꯥꯔꯤ ꯁꯥꯅꯕ ꯑꯃ ꯁꯦꯝꯒꯠꯄ꯫ ꯃꯥꯂꯦꯝꯒꯤ ꯂꯥꯏꯔꯕ꯫ ꯍꯥꯏ, ꯍꯟꯗꯛꯇ ꯐꯣꯡꯈꯤꯕ ꯃꯥꯂꯦꯝꯒꯤ ꯂꯥꯏꯔꯕꯒꯤ ꯃꯇꯥꯡꯗ ꯔꯤꯄꯣꯔꯠ ꯑꯗꯨ ꯑꯗꯣꯝꯅ ꯎꯕꯤꯔꯝꯒꯅꯤ? ꯅꯠꯇꯦ, ꯑꯩꯅ ꯇꯧꯈꯤꯗ꯭ꯔꯤ꯫ ꯃꯁꯤꯅ ꯀꯔꯤ ꯍꯥꯏꯈꯤꯕꯒꯦ? ꯋꯥꯐꯝ ꯑꯁꯤ ꯌꯥꯝꯅ ꯆꯥꯎꯕ ꯃꯁꯤꯡꯅꯤ꯫ ꯃꯥꯂꯦꯝ ꯁꯤꯟꯕꯥ ꯊꯨꯡꯅꯥ ꯂꯥꯏꯔꯕ ꯍꯟꯊꯍꯟꯕꯗ ꯃꯇꯦꯡ ꯄꯥꯡꯅꯕ ꯑꯩꯈꯣꯌꯅ ꯇꯧꯕ ꯌꯥꯕ ꯀꯔꯤꯒꯨꯝꯕ ꯈꯔꯥ ꯂꯩꯕꯔꯥ? ꯑꯥꯏ. ꯂꯧꯁꯤꯡ ꯂꯩꯕ ꯄꯨꯟꯁꯤꯒ ꯑꯍꯥꯟꯕ ꯊꯦꯡꯅꯈꯤꯕ ꯑꯁꯤꯅ ꯃꯤꯑꯣꯏꯕ ꯖꯥꯇꯤꯒꯤꯗꯃꯛ ꯑꯣꯏꯊꯣꯛꯄ ꯌꯥꯕ ꯑꯃꯁꯨꯡ ꯋꯥꯍꯪꯁꯤꯡꯒꯤ ꯑꯅꯧꯕ ꯂꯝ ꯑꯃ ꯍꯥꯡꯗꯣꯛꯈꯤ꯫ ꯒꯦꯂꯦꯛꯁꯤ ꯑꯁꯤꯒꯤ ꯇꯣꯉꯥꯟ ꯇꯣꯉꯥꯟꯕ ꯃꯐꯝꯁꯤꯡ ꯌꯦꯡꯁꯤꯟꯅꯕ ꯇꯤꯝ ꯀꯌꯥ ꯊꯥꯈꯤ, ꯃꯁꯤꯗ ꯍꯦꯟꯅ ꯐꯕꯥ ꯄꯨꯟꯁꯤꯒꯤ ꯃꯑꯣꯡꯁꯤꯡ ꯊꯤꯈꯤ꯫ ꯅꯨꯃꯤꯠ ꯌꯨꯡꯕꯥ ꯑꯃꯒꯤ ꯐꯤꯚꯝ ꯑꯗꯨ ꯂꯧꯁꯤꯟꯈꯤꯕ ꯂꯥꯏꯔꯤꯛ ꯅꯤꯄꯥꯜ ꯒꯤ ꯁꯩꯔꯦꯡ ꯑꯃ ꯏꯕꯤꯌꯨ꯫ ꯂꯥꯞꯅ ꯂꯩꯕ ꯑꯇꯤꯌꯥꯗ ꯁꯅꯥꯒꯤ ꯃꯉꯥꯜ ꯑꯃ ꯆꯦꯟꯊꯔꯛꯏ, ꯑꯌꯨꯛ ꯅꯨꯃꯤꯗꯥꯡꯋꯥꯏꯔꯝ ꯂꯦꯞꯂꯒ ꯑꯃꯝꯕꯅꯥ ꯁꯤꯔꯛꯏ꯫ ꯍꯦꯒꯠꯂꯛꯂꯤꯕ ꯔꯦ ꯈꯨꯗꯤꯡꯃꯛ, ꯃꯄꯨꯡ ꯐꯥꯍꯟꯒꯗꯕ ꯋꯥꯁꯛ ꯑꯃ, ꯑꯅꯧꯕ ꯍꯧꯔꯛꯄꯥ ꯑꯃ, ꯂꯥꯞꯅ ꯂꯩꯕ ꯂꯃꯗꯝ ꯑꯗꯨꯗ꯫ ꯑꯁꯥꯡꯕ ꯃꯆꯨꯁꯤꯡ ꯁꯟꯗꯣꯛꯈꯤ, ꯄꯦꯟꯇꯤꯡ ꯑꯃ ꯑꯣꯐ ꯁꯣ ꯒ꯭ꯔꯦꯟꯗ, ꯅꯨꯃꯤꯠ, ꯃꯁꯤ꯫